ꯃꯁꯤ ꯀꯦꯠꯁꯤꯡ ꯂꯧꯊꯣꯛꯄꯒꯨꯝꯅꯥ ꯍꯥꯏꯕꯥ ꯋꯥꯍꯩ ꯑꯁꯤꯒꯤ ꯍꯧꯔꯛꯐꯝ ꯑꯗꯨ ꯁꯟꯗꯣꯛꯅꯥ ꯇꯥꯛꯄꯤꯌꯨ꯫ ꯃꯁꯤ ꯀꯦꯠ ꯂꯧꯊꯣꯛꯄꯒꯨꯝꯅꯥ ꯍꯥꯏꯕꯁꯤ ꯃꯤꯑꯣꯏ ꯀꯥꯡꯂꯨꯞ ꯑꯃꯕꯨ ꯑꯣꯔꯒꯥꯅꯥꯏꯖ ꯇꯧꯕꯥ ꯅꯠꯇ꯭ꯔꯒꯥ ꯀꯣꯑꯣꯔꯗꯤꯅꯦꯠ ꯇꯧꯕꯥ ꯑꯁꯤ ꯑꯔꯨꯕꯥ ꯑꯃꯅꯤ, ꯃꯔꯨꯑꯣꯏꯅꯥ ꯃꯤꯑꯣꯏ ꯑꯗꯨꯅꯥ ꯃꯅꯤꯡꯇꯝꯕꯥ ꯅꯠꯇ꯭ꯔꯒꯥ ꯃꯇꯦꯡ ꯄꯥꯡꯗꯕꯥ ꯃꯇꯝꯗꯥ ꯌꯥꯝꯅꯥ ꯂꯨꯕꯥ ꯋꯥꯐꯝ ꯑꯃꯅꯤ꯫ ꯋꯥꯍꯩ ꯄꯔꯦꯡ ꯑꯁꯤ ꯀꯨꯟꯁꯨꯕꯥ ꯆꯍꯤꯆꯥꯒꯤ ꯑꯔꯣꯏꯕꯗꯥ ꯍꯧꯔꯛꯄꯥ ꯑꯣꯏꯔꯝꯕꯥ ꯌꯥꯏ, ꯉꯟꯅꯥ ꯔꯦꯀꯣꯔꯗ ꯇꯧꯔꯕꯥ ꯁꯤꯖꯤꯟꯅꯐꯝꯁꯤꯡ ꯑꯁꯤ ꯏꯪ ꯁꯣꯛ ꯂꯤꯁꯤꯡ ꯑꯃꯥ ꯆꯥꯝꯃꯥꯄꯟ ꯃꯔꯤꯐꯨꯒꯤ ꯃꯌꯥꯏ ꯆꯜꯂꯛꯄꯗꯥ ꯊꯣꯛꯈꯤꯕꯅꯤ꯫ ꯃꯈꯣꯏꯒꯤ ꯃꯅꯤꯡꯇꯝꯕꯥ ꯑꯃꯁꯨꯡ ꯑꯀꯟꯕꯥ ꯃꯑꯣꯡ ꯃꯇꯧꯒꯤꯗꯃꯛ ꯈꯪꯅꯔꯕꯥ ꯀꯦꯠꯁꯤꯡ ꯂꯧꯅꯕꯥ ꯍꯣꯠꯅꯕꯒꯤ ꯅꯨꯡꯉꯥꯏꯔꯕꯥ ꯏꯃꯦꯖꯔꯤ ꯑꯁꯤꯅꯥ ꯑꯔꯨꯕꯥ ꯅꯠꯇ꯭ꯔꯒꯥ ꯌꯥꯝꯅꯥ ꯂꯨꯕꯥ ꯀꯥꯡꯂꯨꯞ ꯑꯃꯥ ꯃꯦꯅꯦꯖ ꯇꯧꯅꯕꯥ ꯍꯣꯠꯅꯕꯒꯤ ꯅꯨꯡꯉꯥꯏꯇꯕꯥ ꯑꯗꯨ ꯏꯐꯦꯛꯇꯤꯞ ꯑꯣꯏꯅꯥ ꯐꯣꯡꯗꯣꯛꯈꯤ꯫ ꯋꯥꯍꯩ ꯑꯁꯤ ꯏꯪ ꯁꯣꯛ ꯂꯤꯁꯤꯡ ꯑꯃꯥ ꯆꯥꯝꯃꯥꯄꯟ ꯃꯔꯤꯐꯨꯇꯔꯥꯃꯉꯥꯗꯥ ꯏꯟꯐꯣꯔꯃꯦꯁꯟ ꯇꯦꯛꯅꯣꯂꯣꯖꯤ ꯏꯀ꯭ꯋꯤꯞꯃꯦꯟ ꯑꯃꯁꯨꯡ ꯁꯔꯕꯤꯁ ꯀꯝꯄꯦꯅꯤ ꯑꯃꯥ ꯑꯣꯏꯔꯤꯕꯥ ꯏꯂꯦꯛꯇ꯭ꯔꯣꯅꯤꯛ ꯗꯦꯇꯥ ꯁꯤꯁ꯭ꯇꯦꯝꯁꯒꯤ ꯑꯦꯠꯚꯥꯔꯇꯥꯏꯖꯃꯦꯟꯇ ꯑꯃꯗꯥ ꯌꯥꯎꯔꯛꯄꯗꯒꯤ ꯃꯤꯌꯥꯝꯅꯥ ꯄꯥꯝꯅꯕꯥ ꯑꯣꯏꯈꯤ꯫ ꯑꯦꯠꯚꯥꯔꯇꯥꯏꯖꯃꯦꯟꯇ ꯑꯗꯨꯗꯥ ꯁꯟ-ꯏꯔꯣꯏꯁꯤꯡꯒꯤ ꯃꯍꯨꯠꯇꯥ ꯀꯦꯠꯁꯤꯡ ꯂꯧꯔꯤꯕꯥ ꯀꯥꯎꯕꯣꯏ ꯀꯥꯡꯂꯨꯞ ꯑꯃꯥ ꯎꯕꯥ ꯐꯪꯈꯤ, ꯃꯗꯨ ꯑꯌꯥꯝꯕꯅꯥ ꯋꯦꯁꯇ꯭ꯔꯟ ꯐꯤꯂꯝꯁꯤꯡꯗꯥ ꯎꯠꯈꯤ꯫ ꯃꯇꯝ ꯑꯗꯨꯗꯒꯤ ꯍꯧꯅꯥ ꯇꯣꯉꯥꯟ ꯇꯣꯉꯥꯟꯕꯥ ꯂꯝꯁꯤꯡ ꯑꯃꯁꯨꯡ ꯐꯤꯚꯝꯁꯤꯡꯗꯥ ꯁꯤꯖꯤꯟꯅꯕꯥ ꯀꯃꯟ ꯑꯣꯏꯕꯥ ꯋꯥꯍꯩ ꯑꯃꯥ ꯑꯣꯏꯔꯛꯈꯤ, ꯃꯔꯨꯑꯣꯏꯅꯥ ꯃꯦꯅꯦꯖꯃꯦꯟ ꯅꯠꯇ꯭ꯔꯒꯥ ꯔꯥꯖꯅꯤꯇꯤꯗꯥ, ꯃꯐꯝ ꯑꯗꯨꯗꯥ ꯃꯤꯑꯣꯏꯁꯤꯡꯕꯨ ꯂꯨꯆꯤꯡꯕꯥ, ꯑꯣꯔꯒꯅꯥꯏꯖ ꯇꯧꯕꯥ ꯅꯠꯇ꯭ꯔꯒꯥ ꯀꯣꯑꯣꯔꯗꯤꯅꯦꯠ ꯇꯧꯕꯒꯤ ꯊꯕꯛ ꯑꯁꯤ ꯁꯤꯡꯅꯕꯥ ꯑꯃꯥ ꯑꯣꯏꯅꯥ ꯎꯕꯥ ꯐꯪꯏ꯫ ꯃꯜꯇꯤꯅꯦꯁꯅꯦꯜ ꯀꯣꯔꯄꯣꯔꯦꯁꯟ ꯑꯃꯒꯤꯗꯃꯛ ꯍ꯭ꯌꯨꯃꯦꯟ ꯔꯤꯁꯣꯔꯁ ꯁꯤꯁꯇꯦꯝ ꯑꯃꯥ ꯗꯤꯖꯥꯏꯟ ꯇꯧꯕꯗꯥ ꯀꯔꯤ ꯑꯈꯟꯅꯕꯥ ꯋꯥꯈꯜꯂꯣꯟꯁꯤꯡ ꯂꯩꯒꯗꯒꯦ? ꯃꯜꯇꯤꯅꯦꯁꯅꯦꯜ ꯀꯣꯔꯄꯣꯔꯦꯁꯟ ꯑꯃꯒꯤꯗꯃꯛ ꯍ꯭ꯌꯨꯃꯦꯟ ꯔꯤꯁꯣꯔꯁ ꯁꯤꯁ꯭ꯇꯦꯝ ꯑꯃꯥ ꯗꯤꯖꯥꯏꯟ ꯇꯧꯕꯗꯥ ꯀꯝꯄꯦꯅꯤ ꯑꯁꯤꯅꯥ ꯇꯣꯉꯥꯟ ꯇꯣꯉꯥꯟꯕꯥ ꯂꯩꯕꯥꯛꯁꯤꯡ, ꯀꯜꯆꯔꯁꯤꯡ ꯑꯃꯁꯨꯡ ꯔꯦꯒꯨꯂꯦꯇꯔꯤ ꯑꯦꯟꯚꯥꯏꯔꯟꯃꯦꯟꯁꯤꯡꯗꯥ ꯊꯕꯛ ꯇꯧꯕꯅꯥ ꯃꯔꯝ ꯑꯣꯏꯗꯨꯅꯥ ꯑꯈꯟꯅꯕꯥ ꯋꯥꯈꯜꯂꯣꯟ ꯀꯌꯥ ꯑꯃꯥ ꯌꯥꯎꯏ꯫ ꯁꯤꯁꯇꯦꯝ ꯑꯁꯤ ꯇꯣꯉꯥꯟ ꯇꯣꯉꯥꯟꯕꯥ ꯂꯝꯗꯝꯁꯤꯡꯗꯥ ꯂꯩꯔꯤꯕꯥ ꯋꯥꯛꯐꯣꯔꯁꯀꯤ ꯀꯜꯆꯔꯦꯜ ꯈꯦꯠꯅꯕꯥ ꯑꯃꯁꯨꯡ ꯁꯦꯟꯁꯤꯇꯤꯕꯤꯇꯤꯁꯤꯡ ꯑꯗꯨ ꯌꯦꯡꯁꯤꯟꯅꯕꯥ ꯗꯤꯖꯥꯏꯟ ꯇꯧꯒꯗꯕꯅꯤ꯫ ꯃꯁꯤꯗꯥ ꯂꯣꯜ, ꯁ꯭ꯄꯣꯔꯠ, ꯃꯈꯜ-ꯃꯈꯥ ꯀꯌꯥ ꯑꯃꯁꯨꯡ ꯏꯟꯀ꯭ꯂꯨꯖꯟꯕꯨ ꯊꯦꯡꯅꯕꯥ ꯑꯃꯁꯨꯡ ꯃꯐꯝ ꯑꯗꯨꯒꯤ ꯆꯠꯅꯕꯤꯁꯤꯡ ꯑꯃꯁꯨꯡ ꯁꯨꯇꯤꯒꯤ ꯊꯧꯔꯝꯁꯤꯡꯗꯥ ꯁꯦꯟꯁꯤꯇꯤꯞ ꯑꯣꯏꯕꯥ ꯌꯥꯎꯔꯤ꯫ ꯁꯤꯁꯇꯦꯝ ꯑꯁꯤꯅꯥ ꯏꯝꯄ꯭ꯂꯣꯌꯤꯁꯤꯡꯒꯤ ꯒ꯭ꯂꯣꯕꯦꯜ ꯃꯣꯕꯤꯂꯤꯇꯤꯗꯥ ꯃꯇꯦꯡ ꯄꯥꯡꯒꯗꯕꯅꯤ, ꯃꯈꯣꯏꯒꯤ ꯏꯝꯄ꯭ꯂꯣꯏꯃꯦꯟ ꯔꯦꯀꯣꯠꯁꯤꯡ, ꯕꯦꯅꯤꯐꯤꯠꯁꯤꯡ ꯑꯃꯁꯨꯡ ꯑꯇꯣꯞꯄꯥ ꯗꯦꯇꯥꯁꯤꯡꯗꯥ ꯀꯟꯇꯤꯅ꯭ꯌꯨꯇꯤ ꯊꯝꯗꯨꯅꯥ ꯇꯣꯉꯥꯟ ꯇꯣꯉꯥꯟꯕꯥ ꯂꯩꯕꯥꯛꯁꯤꯡ ꯑꯃꯁꯨꯡ ꯑꯣꯐꯤꯁꯁꯤꯡꯒꯤ ꯃꯔꯛꯇꯥ ꯑꯐꯕꯥ ꯃꯑꯣꯡꯗꯥ ꯆꯠꯊꯣꯛ-ꯆꯠꯁꯤꯟ ꯇꯧꯕꯥ ꯌꯥꯍꯟꯒꯗꯕꯅꯤ꯫ ꯁꯤꯁꯇꯦꯝ ꯑꯁꯤꯅꯥ ꯖꯤꯑꯣꯒ꯭ꯔꯥꯐꯤꯀꯦꯜ ꯑꯣꯏꯅꯥ ꯑꯇꯣꯞꯄ ꯇꯣꯞ ꯇꯣꯞꯄꯥ ꯋꯥꯛꯐꯣꯔꯁ ꯑꯃꯥ ꯃꯦꯅꯦꯖ ꯇꯧꯕꯒꯤ ꯀꯝꯄ꯭ꯂꯦꯛꯁꯁꯤꯡ, ꯇꯥꯏꯝ ꯖꯣꯟꯒꯤ ꯈꯦꯠꯅꯕꯥ, ꯔꯤꯃꯣꯠ ꯋꯥꯔꯛ ꯑꯃꯁꯨꯡ ꯀ꯭ꯔꯣꯁ-ꯀꯜꯆꯔꯦꯜ ꯀꯝꯃ꯭ꯌꯨꯅꯤꯀꯦꯁꯟ ꯌꯥꯎꯅꯥ ꯊꯦꯡꯅꯕꯥ ꯉꯝꯒꯗꯕꯅꯤ꯫ ꯍ꯭ꯌꯨꯃꯦꯟ ꯔꯤꯁꯣꯔꯁ ꯁꯤꯁꯇꯦꯝꯅꯥ ꯃꯥꯂꯦꯝꯒꯤ ꯊꯥꯛꯇꯥ ꯇꯦꯂꯦꯟ ꯈꯪꯗꯣꯛꯄꯥ, ꯁꯦꯝꯒꯠꯄꯥ ꯑꯃꯁꯨꯡ ꯊꯝꯕꯗꯥ ꯃꯇꯦꯡ ꯄꯥꯡꯒꯗꯕꯅꯤ, ꯃꯁꯤꯅꯥ ꯀꯣꯔꯄꯣꯔꯦꯁꯟꯅꯥ ꯃꯥꯂꯦꯝꯒꯤ ꯈ꯭ꯋꯥꯏꯗꯒꯤ ꯐꯕꯥ ꯑꯦꯝꯄ꯭ꯂꯣꯏꯁꯤꯡ ꯄꯨꯛꯅꯤꯡ ꯆꯤꯡꯁꯤꯟꯕꯥ ꯑꯃꯁꯨꯡ ꯊꯝꯕꯥ ꯉꯝꯍꯟꯒꯗꯕꯅꯤ꯫ ꯀꯣꯔꯄꯣꯔꯦꯁꯟ ꯑꯁꯤ ꯆꯥꯎꯈꯠꯂꯛꯄꯒꯥ ꯂꯣꯏꯅꯅꯥ, ꯍ꯭ꯌꯨꯃꯦꯟ ꯔꯤꯁꯣꯔꯁ ꯁꯤꯁ꯭ꯇꯦꯝ ꯑꯁꯤꯅꯥ ꯍꯦꯟꯒꯠꯂꯛꯂꯤꯕꯥ ꯑꯦꯝꯄ꯭ꯂꯣꯌꯤꯁꯤꯡ, ꯑꯣꯐꯤꯁꯁꯤꯡ ꯑꯃꯁꯨꯡ ꯂꯩꯕꯥꯛꯁꯤꯡꯒꯤ ꯃꯁꯤꯡ ꯍꯦꯟꯒꯠꯂꯛꯂꯤꯕꯥ ꯑꯁꯤ ꯌꯦꯡꯁꯤꯟꯅꯕꯥ ꯁ꯭ꯀꯦꯜ ꯇꯧꯕꯥ ꯉꯝꯒꯗꯕꯅꯤ, ꯃꯁꯤꯗꯥ ꯄꯔꯐꯣꯃꯦꯟꯁ, ꯊꯥꯖꯕꯥ ꯌꯥꯕꯥ ꯅꯠꯇ꯭ꯔꯒꯥ ꯁꯦꯀ꯭ꯌꯨꯔꯤꯇꯤꯗꯥ ꯑꯀꯥꯏꯕꯥ ꯄꯤꯔꯣꯏꯗꯕꯅꯤ꯫